ꯏꯁꯇ꯭ꯔꯤꯡ ꯑꯅꯤꯒꯤ ꯈ꯭ꯋꯥꯏꯗꯒꯤ ꯁꯥꯡꯕꯥ ꯀꯃꯟ ꯁꯕꯏꯁꯇ꯭ꯔꯤꯡ ꯑꯗꯨ ꯊꯤꯅꯕꯥ ꯐꯪꯁꯟ ꯑꯃꯥ ꯏꯌꯨ꯫ ꯃꯐꯝ ꯑꯁꯤꯗꯥ ꯅꯍꯥꯛꯅꯥ ꯏꯁꯇ꯭ꯔꯤꯡ ꯑꯅꯤꯒꯤ ꯈ꯭ꯋꯥꯏꯗꯒꯤ ꯁꯥꯡꯕꯥ ꯀꯃꯟ ꯁꯕꯏꯁꯇ꯭ꯔꯤꯡ ꯊꯤꯅꯕꯥ ꯁꯤꯖꯤꯟꯅꯕꯥ ꯌꯥꯕꯥ ꯄꯥꯏꯊꯣꯟ ꯐꯪꯁꯟ ꯑꯃꯥ ꯂꯩ꯫ ꯂꯝꯕꯤꯁꯤꯡ ꯊꯝꯅꯕꯥ ꯇꯦꯕꯜ ꯑꯃꯥ ꯁꯦꯝꯃꯨ꯫ ꯗꯦꯁꯕꯣꯔꯗ ꯑꯃꯁꯨꯡ ꯅꯦꯚꯤꯒꯦꯁꯟ ꯕꯥꯔ ꯑꯃꯥ ꯌꯥꯎꯕꯥ ꯌꯨꯖꯔ ꯏꯟꯇꯔꯐꯦꯁ ꯗꯤꯖꯥꯏꯟ ꯑꯃꯥ ꯁꯦꯝꯃꯨ꯫ ꯑꯩꯍꯥꯛꯅꯥ ꯅꯨꯡꯉꯥꯏꯇꯕꯥ ꯐꯥꯎꯏ, ꯑꯗꯨꯕꯨ ꯃꯍꯧꯁꯥꯒꯤ ꯂꯣꯜ ꯂꯧꯁꯤꯟꯕꯗꯥ ꯑꯈꯟꯅꯕꯥ ꯃꯤꯠꯌꯦꯡ ꯊꯝꯕꯥ ꯑꯔꯇꯤꯐꯤꯁꯦꯜ ꯏꯟꯇꯤꯂꯤꯖꯦꯟꯁꯒꯤ ꯑꯦꯁꯤꯁꯇꯦꯟꯇ ꯑꯃꯥ ꯑꯣꯏꯅꯥ ꯑꯩꯍꯥꯛꯅꯥ ꯑꯗꯣꯝꯒꯤꯗꯃꯛ ꯌꯨꯖꯔ ꯏꯟꯇꯔꯐꯦꯁ ꯗꯤꯖꯥꯏꯟ ꯑꯃꯥ ꯁꯦꯝꯕꯥ ꯉꯝꯗꯦ, ꯑꯗꯨꯕꯨ ꯑꯗꯣꯝꯒꯤ ꯌꯨꯖꯔ ꯏꯟꯇꯔꯐꯦꯁ ꯗꯤꯖꯥꯏꯟ ꯑꯗꯨꯗꯥ ꯗꯦꯁꯕꯣꯔꯗ ꯑꯃꯥ ꯑꯃꯁꯨꯡ ꯅꯦꯚꯤꯒꯦꯁꯟ ꯕꯥꯔ ꯑꯃꯥ ꯌꯥꯎꯕꯥ ꯌꯥꯏ꯫ ꯅꯦꯚꯤꯒꯦꯁꯟ ꯕꯥꯔ ꯑꯁꯤ ꯄꯦꯖꯒꯤ ꯃꯊꯛꯇꯥ ꯅꯠꯇ꯭ꯔꯒꯥ ꯃꯈꯥꯗ ꯊꯝꯕꯥ ꯌꯥꯏ ꯑꯃꯁꯨꯡ ꯅꯍꯥꯛꯀꯤ ꯑꯦꯄ꯭ꯂꯤꯀꯦꯁꯟꯒꯤ ꯇꯣꯉꯥꯟ-ꯇꯣꯉꯥꯟꯕꯥ ꯁꯦꯛꯁꯟꯁꯤꯡ ꯅꯠꯇ꯭ꯔꯒꯥ ꯐꯤꯆꯔꯁꯤꯡꯒꯥ ꯂꯤꯡꯀ ꯇꯧꯕꯥ ꯕꯦꯠꯆꯁꯤꯡ ꯅꯠꯇ꯭ꯔꯒꯥ ꯑꯥꯏꯀꯟꯁꯤꯡ ꯌꯥꯎꯕꯥ ꯌꯥꯏ꯫ ꯅꯦꯚꯤꯒꯦꯁꯟ ꯕꯥꯔ ꯑꯃꯒꯤ ꯀꯃꯟ ꯑꯣꯏꯕꯥ ꯑꯣꯞꯁꯟ ꯈꯔꯗꯤ ꯍꯣꯝ, ꯄ꯭ꯔꯣꯐꯥꯏꯜ, ꯅꯣꯇꯤꯐꯤꯀꯦꯁꯟꯁꯤꯡ, ꯁꯦꯇꯤꯡꯁꯤꯡ, ꯑꯃꯁꯨꯡ ꯂꯣꯒꯑꯥꯎꯠ ꯕꯇꯟ ꯑꯃꯥ ꯌꯥꯎꯕꯥ ꯌꯥꯏ꯫ ꯗꯦꯁꯕꯣꯔꯗ ꯑꯁꯤꯅꯥ ꯅꯍꯥꯛꯀꯤ ꯑꯦꯄ꯭ꯂꯤꯀꯦꯁꯟꯒꯤ ꯃꯔꯨꯑꯣꯏꯕꯥ ꯄꯦꯖ ꯑꯣꯏꯅꯥ ꯊꯕꯛ ꯇꯧꯕꯥ ꯌꯥꯏ, ꯃꯔꯨꯑꯣꯏꯕꯥ ꯏꯟꯐꯣꯔꯃꯦꯁꯟ ꯅꯠꯇ꯭ꯔꯒꯥ ꯗꯦꯇꯥ ꯑꯗꯨ ꯌꯨꯖꯔꯗꯥ ꯃꯌꯦꯛ ꯁꯦꯡꯕꯥ ꯑꯃꯁꯨꯡ ꯑꯣꯔꯒꯥꯅꯥꯏꯖ ꯇꯧꯔꯕꯥ ꯃꯑꯣꯡꯗꯥ ꯎꯠꯄꯥ ꯌꯥꯏ꯫ ꯗꯦꯇꯥ ꯑꯗꯨ ꯎꯠꯅꯕꯥ ꯅꯍꯥꯛꯅꯥ ꯆꯥꯔꯇꯁꯤꯡ, ꯒ꯭ꯔꯥꯐꯁꯤꯡ, ꯑꯃꯁꯨꯡ ꯇꯦꯕꯜꯁꯤꯡ ꯁꯤꯖꯤꯟꯅꯕꯥ ꯌꯥꯏ, ꯑꯃꯁꯨꯡ ꯌꯨꯖꯔꯅꯥ ꯃꯈꯣꯏꯒꯤ ꯚꯤꯎ ꯑꯗꯨ ꯀꯁꯇ꯭ꯌꯨꯝ ꯑꯣꯏꯅꯥ ꯁꯦꯝꯗꯣꯛ-ꯁꯦꯝꯖꯤꯟ ꯇꯧꯕꯥ ꯌꯥꯅꯕꯥ ꯐꯤꯆꯔ ꯐꯤꯜꯇꯔꯁꯤꯡ ꯅꯠꯇ꯭ꯔꯒꯥ ꯀ꯭ꯂꯤꯛ ꯇꯧꯕꯥ ꯌꯥꯕꯥ ꯁꯦꯛꯁꯟꯁꯤꯡꯒꯨꯝꯕꯥ ꯏꯟꯇꯔꯦꯛꯇꯤꯕ ꯑꯦꯂꯤꯃꯦꯟꯇꯁꯤꯡ ꯄꯤꯕꯥ ꯌꯥꯏ꯫ ꯗꯦꯁꯕꯣꯔꯗꯀꯤ ꯗꯤꯖꯥꯏꯟ ꯑꯁꯤ ꯁꯦꯡꯅꯥ ꯑꯃꯁꯨꯡ ꯄꯥꯕꯥ ꯌꯥꯕꯥ ꯑꯣꯏꯒꯗꯕꯅꯤ, ꯃꯁꯤꯗꯥ ꯂꯥꯏꯅꯥ ꯑꯃꯁꯨꯡ ꯁꯤꯖꯤꯟꯅꯕꯗꯥ ꯃꯤꯠꯌꯦꯡ ꯊꯃꯒꯗꯕꯅꯤ꯫ ꯑꯄꯨꯟꯕꯥ ꯑꯣꯏꯅꯥ, ꯌꯨꯖꯔ ꯏꯟꯇꯔꯐꯦꯁ ꯗꯤꯖꯥꯏꯟ ꯑꯁꯤꯅꯥ ꯌꯨꯖꯔꯒꯤꯗꯃꯛꯇꯥ ꯃꯌꯦꯛ ꯁꯦꯡꯕꯥ ꯅꯦꯚꯤꯒꯦꯁꯟ ꯑꯃꯁꯨꯡ ꯈ꯭ꯋꯥꯏꯗꯒꯤ ꯃꯔꯨꯑꯣꯏꯕꯥ ꯐꯤꯆꯔꯁꯤꯡ ꯑꯃꯁꯨꯡ ꯏꯟꯐꯣꯔꯃꯦꯁꯟꯁꯤꯡ ꯏꯐꯤꯁꯤꯌꯦꯠ ꯏꯐꯤꯁꯤꯑꯦꯟꯇ ꯑꯣꯏꯕꯥ ꯑꯦꯛꯁꯦꯁ ꯂꯩꯍꯟꯗꯨꯅꯥ, ꯌꯥꯝꯅꯥ ꯂꯥꯏꯅꯥ ꯑꯃꯁꯨꯡ ꯏꯟꯇꯨꯏꯇꯤꯚ ꯑꯣꯏꯕꯥ ꯑꯦꯛꯁꯄꯤꯔꯤꯑꯦꯟꯁ ꯑꯃꯥ ꯄꯤꯅꯕꯥ ꯄꯥꯟꯗꯝ ꯊꯃꯒꯗꯕꯅꯤ꯫ ꯏꯟꯁꯇ꯭ꯔꯛꯁꯟꯁꯤꯡꯒꯤ ꯁꯦꯠ ꯑꯃꯥ ꯄꯤꯔꯒꯥ, ꯏꯟꯁꯇ꯭ꯔꯛꯁꯟꯁꯤꯡ ꯑꯗꯨ ꯃꯄꯨꯡ ꯐꯥꯍꯟꯅꯕꯥ ꯑꯦꯜꯒꯣꯔꯤꯊꯝ ꯑꯃꯥ ꯗꯤꯖꯥꯏꯟ ꯇꯧ꯫ ꯏꯟꯁꯇ꯭ꯔꯛꯁꯟꯁꯤꯡ: ꯏꯟꯇꯤꯖꯔꯁꯤꯡꯒꯤ ꯑꯦꯔꯦ ꯑꯃꯥ ꯄꯤꯔꯒꯥ, ꯃꯅꯥꯅ ꯂꯩꯕꯥ ꯄꯦꯔꯥ ꯄꯨꯝꯅꯃꯛ ꯊꯤꯌꯨ꯫ ꯃꯅꯥꯕ ꯏꯟꯇꯤꯖꯔ ꯄꯦꯔꯥꯁꯤꯡ ꯊꯝꯅꯕꯥ ꯏꯝꯄꯣꯔꯠ ꯂꯤꯁ ꯑꯃꯥ ꯏꯅꯤꯁꯤꯑꯦꯂꯥꯏꯖ ꯇꯧꯕꯥ ꯚꯤꯖꯤꯠ ꯇꯧꯔꯕꯥ ꯚꯦꯜꯂꯨꯁꯤꯡ ꯊꯝꯅꯕꯥ ꯗꯤꯛꯁꯅꯥꯔꯤ ꯑꯃꯥ ꯁꯦꯝꯕꯥ ꯑꯦꯔꯦꯗꯥ ꯂꯩꯕꯥ ꯏꯟꯇꯤꯖꯔꯁꯤꯡꯒꯤ ꯃꯊꯛꯇꯥ ꯑꯥꯏꯇ꯭ꯔꯦꯠ ꯇꯧꯕꯥꯗꯒꯤ ꯍꯧꯖꯤꯛ ꯂꯩꯔꯤꯕꯥ ꯏꯟꯇꯤꯖꯔ ꯑꯗꯨ ꯂꯧꯊꯣꯛꯇꯨꯅꯥ ꯀꯦꯜꯀꯨꯂꯦꯠ ꯇꯧ꯫